ꯂꯧꯑꯨ-ꯁꯤꯡꯑꯨꯗꯥ ꯃꯦꯆꯤꯟ ꯂꯔꯅꯤꯡ ꯑꯁꯤ ꯀꯔꯝꯅꯥ ꯁꯤꯖꯤꯟꯅꯔꯤꯕꯒꯦ ꯍꯥꯌꯕꯒꯤ ꯑꯀꯨꯞꯄꯥ ꯈꯨꯗꯝ ꯑꯃꯥ ꯄꯤꯌꯨ꯫ ꯃꯦꯆꯤꯟ ꯂꯔꯅꯤꯡ ꯑꯜꯒꯣꯔꯤꯊꯝꯁꯤꯡꯅꯥ ꯃꯃꯜ ꯍꯟꯊꯍꯟꯗꯨꯅꯥ ꯑꯃꯁꯨꯡ ꯑꯃꯣꯠꯄꯥ ꯍꯟꯊꯍꯟꯗꯨꯅꯥ ꯃꯍꯩ-ꯃꯔꯣꯡꯒꯤ ꯄꯣꯠꯊꯣꯛ ꯍꯦꯟꯅꯥ ꯐꯒꯠꯍꯟꯗꯨꯅꯥ ꯂꯧꯑꯨ-ꯁꯤꯡꯑꯨꯒꯤ ꯏꯟꯁ꯭ꯔꯤꯗꯥ ꯑꯍꯣꯡꯕꯥ ꯑꯃꯥ ꯄꯨꯔꯛꯅꯕꯒꯤ ꯁꯛꯇꯤ ꯂꯩꯕꯥ ꯈꯨꯠꯂꯥꯏ ꯑꯃꯥ ꯄꯤꯔꯤ꯫ ꯑꯀꯛꯅꯕꯥ ꯈꯨꯗꯝ ꯑꯃꯗꯤ ꯄ꯭ꯔꯤꯁꯤꯁꯟ ꯑꯦꯒ꯭ꯔꯤꯀꯂꯆꯔꯅꯤ, ꯃꯁꯤꯅꯥ ꯂꯧꯑꯨ-ꯁꯤꯡꯑꯨ, ꯐꯔꯇꯤꯂꯥꯏꯖꯔ, ꯏꯔꯤꯒꯦꯁꯟ ꯃꯦꯅꯦꯖꯃꯦꯟꯇ, ꯄꯦꯁꯠ ꯀꯟꯇ꯭ꯔꯣꯜ, ꯑꯃꯁꯨꯡ ꯂꯧꯔꯣꯛ ꯊꯥꯕꯒꯤ ꯏꯐꯤꯁꯤꯑꯦꯟꯁꯤ ꯈ꯭ꯋꯥꯏꯗꯒꯤ ꯌꯥꯝꯅꯥ ꯍꯦꯟꯒꯠꯍꯟꯅꯕꯥ ꯗꯦꯇꯥꯗꯥ ꯌꯨꯝꯐꯝ ꯑꯣꯏꯕꯥ ꯋꯥꯈꯜꯂꯣꯟꯁꯤꯡ ꯁꯤꯖꯤꯟꯅꯩ꯫ ꯁꯦꯟꯁꯔ, ꯗ꯭ꯔꯣꯟ, ꯑꯃꯁꯨꯡ ꯁꯦꯇꯦꯂꯥꯏꯠ ꯏꯃꯦꯖ꯭ꯔꯤ ꯑꯁꯤ ꯃꯍꯩ-ꯃꯔꯣꯡ, ꯂꯩꯃꯥꯏ ꯑꯃꯁꯨꯡ ꯋꯦꯗꯔ ꯗꯦꯇꯥ ꯈꯣꯝꯖꯤꯟꯅꯕꯥ ꯁꯤꯖꯤꯟꯅꯩ꯫ ꯗꯦꯇꯥ ꯑꯁꯤ ꯃꯍꯩ-ꯃꯔꯣꯡ ꯊꯥꯕꯒꯤ ꯃꯑꯣꯡ, ꯃꯆꯤ ꯑꯣꯏꯕꯥ ꯆꯤꯟꯖꯥꯛꯀꯤ ꯑꯋꯥꯠꯄꯥ, ꯏꯁꯤꯡꯒꯤ ꯆꯥꯡ, ꯑꯃꯁꯨꯡ ꯂꯥꯏꯅꯥ ꯅꯠꯇ꯭ꯔꯒꯥ ꯄꯣꯠꯁꯛꯁꯤꯡꯒꯤ ꯈꯨꯗꯝꯁꯤꯡ ꯈꯡꯗꯣꯛꯅꯕꯥ ꯑꯃꯁꯨꯡ ꯇ꯭ꯔꯦꯛ ꯇꯧꯅꯕꯥ ꯃꯦꯁꯤꯟ ꯂꯔꯅꯤꯡ ꯃꯣꯗꯦꯜꯁꯤꯡꯗꯥ ꯄꯤꯔꯤ꯫ ꯃꯣꯗꯦꯜꯁꯤꯡ ꯑꯁꯤꯅꯥ ꯍꯧꯈꯤꯕꯥ ꯃꯇꯝꯒꯤ ꯅꯣꯡꯖꯨ-ꯅꯨꯡꯁꯥꯒꯤ ꯃꯑꯣꯡ-ꯃꯇꯧ, ꯃꯍꯩ-ꯃꯔꯣꯡꯒꯤ ꯄꯣꯠꯊꯣꯛ, ꯑꯃꯁꯨꯡ ꯂꯩꯃꯥꯏꯒꯤ ꯅ꯭ꯌꯨꯇ꯭ꯔꯤꯑꯦꯟꯇꯁꯤꯡ ꯑꯦꯅꯥꯂꯥꯏꯖ ꯇꯧꯗꯨꯅꯥ ꯂꯧꯃꯤꯁꯤꯡꯗꯥ ꯂꯧꯑꯨ-ꯁꯤꯡꯑꯨ ꯅꯠꯇ꯭ꯔꯥꯒ ꯂꯧꯔꯣꯛꯀꯤ ꯊꯕꯛꯁꯤꯡ ꯑꯁꯤ ꯀꯗꯥꯏꯗꯥ ꯄꯥꯡꯊꯣꯛꯀꯗꯒꯦ ꯍꯥꯌꯕꯗꯨ ꯈꯡꯍꯟꯅꯕꯥ ꯄ꯭ꯔꯤꯗꯤꯛꯇꯤꯚ ꯃꯣꯗꯦꯂꯁꯤꯡ ꯁꯦꯝꯒꯠꯂꯤ꯫ ꯖꯣꯟ ꯗꯤꯌꯔꯒꯤ "ꯁꯤ ꯑꯃꯁꯨꯡ ꯁꯄ꯭ꯔꯦ" ꯇꯦꯛꯅꯣꯂꯣꯖꯤ ꯑꯁꯤ ꯌꯦꯡꯁꯤ꯫ ꯃꯃꯤꯡ ꯑꯁꯤꯅꯥ ꯇꯥꯛꯄꯒꯨꯝꯅꯥ ꯇꯦꯛꯅꯣꯂꯣꯖꯤ ꯑꯁꯤꯅꯥ ꯂꯧꯃꯤꯁꯤꯡꯗꯥ ꯄ꯭ꯔꯤꯁꯤꯁꯟ ꯍꯥꯔꯕꯤꯁꯥꯏꯗ ꯑꯦꯄ꯭ꯂꯤꯀꯦꯁꯒ ꯂꯣꯌꯅꯅꯥ ꯃꯔꯨꯁꯤꯡꯗꯥ ꯄꯥꯟꯗꯝ ꯊꯝꯕꯥ ꯌꯥꯍꯜꯂꯤ꯫ ꯃꯁꯤꯒꯤ ꯄ꯭ꯔꯤꯁꯤꯁꯟ ꯁꯄ꯭ꯔꯦꯌꯤꯡ ꯃꯦꯊꯗ ꯑꯁꯤꯅꯥ ꯃꯦꯁꯤꯟ ꯂꯔꯅꯤꯡ ꯁꯤꯖꯤꯟꯅꯗꯨꯅꯥ ꯃꯍꯩ-ꯃꯔꯣꯡ ꯑꯃꯁꯨꯡ ꯃꯔꯨꯒꯤ ꯃꯔꯛꯇꯥ ꯂꯩꯕꯥ ꯈꯦꯠꯅꯕꯥ ꯑꯗꯨ ꯑꯦꯅꯥꯂꯥꯏꯖ ꯇꯧꯏ ꯃꯗꯨꯒꯤ ꯃꯇꯨꯡꯗꯥ ꯃꯔꯨ ꯈꯛꯇꯃꯛ ꯁꯄ꯭ꯔꯦ ꯇꯧꯏ꯫ ꯏꯃꯦꯖ-ꯔꯤꯀꯣꯒꯅꯤꯁꯟ ꯇꯦꯛꯅꯣꯂꯣꯖꯤ ꯂꯩꯕꯥ ꯀꯦꯃꯦꯔꯦ ꯀꯦꯃꯦꯔꯥ ꯑꯃꯅꯥ ꯂꯝ ꯑꯁꯤ ꯁ꯭ꯀꯦꯟ ꯇꯧꯏ, ꯃꯔꯨꯁꯤꯡ ꯃꯁꯛ ꯈꯉꯗꯣꯀꯏ ꯑꯃꯁꯨꯡ ꯃꯈꯣꯌꯕꯨ ꯔꯤꯑꯦꯜ-ꯇꯥꯏꯃꯗꯥ ꯃꯍꯩ-ꯃꯔꯣꯡꯁꯤꯡꯗꯒꯤ ꯈꯦꯠꯅꯍꯜꯂꯤ꯫ ꯃꯦꯁꯤꯟ ꯂꯔꯅꯤꯡ ꯑꯦꯜꯒꯣꯔꯤꯊꯝ ꯑꯁꯤ ꯃꯔꯨꯝ ꯑꯃꯥ ꯀꯔꯝꯅꯥ ꯑꯣꯏꯕꯒꯦ ꯍꯥꯌꯕꯗꯨ ꯈꯡꯗꯣꯛꯅꯕꯥ ꯇ꯭ꯔꯦꯟ ꯇꯧꯏ, ꯃꯁꯤꯅꯥ ꯁꯄ꯭ꯔꯦꯌꯔꯗꯥ ꯃꯔꯨꯝ ꯑꯗꯨ ꯈꯛꯇꯗꯥ ꯍꯥꯔꯕꯤꯁꯥꯏꯗ ꯊꯥꯗꯣꯛꯅꯕꯥ ꯌꯥꯊꯪ ꯄꯤꯔꯤ, ꯃꯁꯤꯅꯥ ꯃꯅꯥꯛ ꯅꯀꯄꯥ ꯄꯥꯝꯕꯤꯁꯤꯡ ꯑꯗꯨ ꯉꯥꯛꯊꯣꯀꯏ꯫ ꯃꯁꯤ ꯃꯇꯧ ꯀꯔꯝꯅꯥ ꯃꯦꯁꯤꯟ ꯂꯔꯅꯤꯡ ꯑꯁꯤ ꯂꯧꯑꯨ-ꯁꯤꯡꯑꯨꯒꯤ ꯏꯟꯗꯁ꯭ꯔꯤ ꯐꯒꯠꯍꯟꯅꯕꯥ ꯁꯤꯖꯤꯟꯅꯔꯤꯕꯒꯦ ꯍꯥꯌꯕꯒꯤ ꯈꯨꯗꯝ ꯑꯃꯈꯛꯇꯅꯤ꯫ ꯗꯦꯇꯥ ꯑꯦꯅꯥꯂꯥꯏꯁꯤꯁ ꯑꯃꯁꯨꯡ ꯄ꯭ꯔꯤꯗꯤꯛꯇꯤꯚ ꯃꯣꯗꯦꯂꯤꯡ ꯁꯤꯖꯤꯟꯅꯗꯨꯅꯥ ꯂꯧꯃꯤꯁꯤꯡꯅꯥ ꯍꯦꯟꯅꯥ ꯋꯥꯈꯜ ꯇꯥꯕꯥ ꯋꯥꯔꯦꯞ ꯂꯧꯕꯥ, ꯔꯤꯁꯣꯔꯁꯁꯤꯡ ꯀꯟꯖꯔꯕꯦꯁꯟ ꯇꯧꯕꯥ, ꯃꯍꯩ-ꯃꯔꯣꯡꯒꯤ ꯄꯣꯠꯊꯣꯛ ꯍꯦꯒꯠꯍꯟꯕꯥ ꯑꯃꯁꯨꯡ ꯃꯃꯜ ꯍꯟꯊꯍꯅꯕꯥ ꯉꯝꯃꯤ꯫ ꯃꯇꯝꯒꯤ ꯃꯇꯨꯡ ꯏꯟꯅꯥ ꯇꯦꯛꯅꯣꯂꯣꯖꯤꯁꯤꯡ ꯑꯁꯤ ꯃꯈꯥ ꯇꯥꯅꯥ ꯍꯦꯟꯅꯥ ꯆꯥꯎꯈꯠꯂꯛꯀꯅꯤ , ꯃꯁꯤꯅꯥ ꯇꯨꯡ ꯀꯣꯏꯅꯥ ꯆꯠꯀꯗꯕꯥ, ꯏꯐꯤꯁꯤꯌꯦꯟꯇ ꯑꯃꯁꯨꯡ ꯀꯥꯟꯅꯕꯥ ꯐꯪꯒꯗꯕꯥ ꯂꯧꯑꯨꯨ-ꯁꯤꯡꯨꯒꯤ ꯊꯧꯑꯣꯡꯁꯤꯡꯒꯤ ꯄꯣꯇꯦꯟꯁꯤꯌꯦꯜ ꯑꯗꯨ ꯃꯈꯥ ꯇꯥꯅꯥ ꯍꯦꯟꯒꯠꯍꯟꯒꯅꯤ꯫ ꯃꯁꯤꯒꯤ ꯃꯔꯨꯑꯣꯏꯕꯥ ꯋꯥꯐꯃꯁꯤꯡ ꯑꯁꯤ ꯁꯟꯗꯣꯛꯅꯥ ꯇꯥꯛꯅꯕꯥ ꯃꯈꯥꯗꯥ ꯄꯤꯔꯤꯕꯥ ꯀꯣꯠ ꯑꯁꯤ ꯑꯦꯅꯥꯂꯥꯏꯖ ꯇꯧꯕꯤꯌꯨ꯫ "ꯑꯩꯈꯣꯏꯅꯥ ꯑꯩꯈꯣꯏꯒꯤ ꯈꯨꯗꯣꯡ ꯆꯥꯗꯕ ꯑꯁꯤ ꯑꯩꯈꯣꯌꯅꯥ ꯍꯧꯈꯤꯕꯥ ꯃꯇꯃꯗꯥ ꯁꯤꯖꯤꯟꯅꯔꯝꯕꯥ ꯋꯥꯈꯜꯂꯣꯟ ꯑꯗꯨꯒꯥ ꯃꯥꯟꯅꯅꯥ ꯀꯣꯛꯍꯟꯅꯕꯥ ꯉꯝꯂꯣꯏ꯫" ꯑꯦꯂꯕꯥꯔꯠ ꯑꯥꯏꯟꯁꯇꯥꯏꯟ꯫ ꯑꯦꯂꯕꯥꯔꯠ ꯑꯥꯏꯟꯁꯥꯏꯟꯒꯤ ꯋꯥꯐꯝ ꯑꯁꯤꯅꯥ ꯑꯅꯧꯕꯥ ꯋꯥꯈꯜꯂꯣꯒ ꯂꯣꯏꯅꯅꯥ ꯈꯨꯗꯣꯡ ꯆꯥꯗꯕ ꯊꯦꯡꯅꯕꯒꯤ ꯃꯔꯨꯑꯣꯏꯕꯥ ꯑꯗꯨ ꯐꯣꯡꯗꯣꯛꯂꯤ꯫ ꯃꯁꯤꯅꯥ ꯇꯥꯀꯄꯗꯤ ꯑꯔꯤꯕꯥ ꯄꯥꯝꯕꯩꯁꯤꯡ ꯑꯃꯁꯨꯡ ꯋꯥꯈꯂꯒꯤ ꯃꯑꯣꯡ ꯃꯇꯧꯁꯤꯡꯗꯥ ꯊꯥꯖꯕꯥ ꯊꯝꯕꯥ ꯑꯁꯤꯅꯥ ꯑꯅꯧꯕꯥ ꯅꯠꯇ꯭ꯔꯒꯥ ꯍꯧꯖꯤꯛ ꯆꯠꯊꯔꯤꯕꯥ ꯋꯥꯐꯃꯁꯤꯡꯒꯤ ꯋꯔꯣꯏꯁꯤꯟ ꯊꯤꯕꯗꯥ ꯏꯐꯦꯛꯇꯤꯕ ꯑꯣꯏꯗꯕꯥ ꯌꯥꯏ꯫ ꯃꯗꯨꯒꯤ ꯃꯍꯨꯠꯇꯥ, ꯀꯅꯥꯒꯨꯝꯕꯥ ꯑꯃꯅꯥ ꯁꯤꯡꯅꯕꯁꯤꯡꯕꯨ ꯇꯁꯦꯡꯅꯥ ꯊꯦꯡꯅꯅꯕꯥ ꯑꯃꯁꯨꯡ ꯃꯥꯏꯊꯤꯕꯥ ꯄꯤꯅꯕꯒꯤꯗꯃꯛ ꯑꯅꯧꯕꯥ ꯃꯤꯠꯌꯦꯡ ꯑꯃꯁꯨꯡ ꯋꯥꯈꯜꯂꯣꯅꯁꯤꯡ ꯂꯧꯁꯤꯟꯒꯗꯕꯅꯤ꯫।